ꯃꯦꯟꯌꯨꯐꯦꯛꯆꯔꯤꯡ ꯀꯝꯄꯦꯅꯤ ꯑꯃꯗ ꯄꯨꯊꯣꯛꯄꯒꯤ ꯃꯃꯜ ꯍꯟꯊꯍꯟꯅꯕ ꯁ꯭ꯇꯔꯥꯇꯦꯖꯤ ꯈꯔ ꯄꯤꯌꯨ꯫ ꯄꯨꯊꯣꯛꯄꯒꯤ ꯊꯧꯑꯣꯡꯁꯤꯡ ꯐꯒꯠꯍꯟꯕ: ꯊꯧꯑꯣꯡꯁꯤꯡ ꯁ꯭ꯇꯔꯤꯃꯂꯥꯏꯟ ꯇꯧꯕ ꯑꯃꯁꯨꯡ ꯂꯤꯟ ꯃꯦꯟꯌꯨꯐꯦꯀꯆꯔꯤꯡ ꯑꯃꯁꯨꯡ ꯁꯤꯛꯁ ꯁꯤꯒꯃꯥꯒꯨꯝꯕꯥ ꯄꯥꯝꯕꯩꯁꯤꯡ ꯏꯝꯞꯂꯤꯃꯦꯟꯇ ꯇꯧꯕꯅ ꯑꯃꯣꯠꯄ ꯂꯧꯊꯣꯛꯄ ꯑꯃꯁꯨꯡ ꯏꯐꯤꯁꯤꯑꯦꯟꯁꯤ ꯐꯒꯠꯍꯟꯕꯗ ꯃꯇꯦꯡ ꯄꯥꯡꯕ ꯉꯝꯒꯅꯤ꯫ ꯃꯁꯤ ꯏꯝꯞꯂꯣꯌꯤꯁꯤꯡꯒꯤ ꯇ꯭ꯔꯦꯅꯤꯡ ꯍꯦꯟꯒꯠꯍꯟꯕ ꯑꯃꯁꯨꯡ ꯅꯍꯥꯛꯀꯤ ꯑꯣꯄꯔꯦꯁꯟꯁꯤꯡ ꯁ꯭ꯇ꯭ꯔꯤꯃꯂꯥꯏꯟ ꯇꯧꯕ ꯑꯃꯁꯨꯡ ꯇꯦꯛꯅꯣꯂꯣꯖꯤꯁꯤꯡꯗ ꯁꯦꯜ ꯊꯥꯗꯕꯒꯤ ꯈꯨꯠꯊꯥꯡꯗ ꯐꯪꯕ ꯉꯝꯒꯅꯤ꯫ ꯑꯥꯎꯠꯁꯣꯔꯁ: ꯑꯀꯛꯅꯕ ꯊꯕꯛꯁꯤꯡ ꯑꯁꯤ ꯑꯥꯏꯇꯦꯝ ꯑꯗꯨ ꯌꯥꯝꯅ ꯅꯦꯝꯅ ꯄꯨꯊꯣꯛꯄ ꯉꯝꯕ ꯅꯠꯇ꯭ꯔꯒ ꯁꯔꯚꯤꯁ ꯑꯗꯨ ꯍꯦꯟꯅ ꯅꯦꯝꯕ ꯃꯃꯜꯗ ꯄꯥꯡꯊꯣꯛꯄ ꯉꯝꯕ ꯚꯦꯟꯗꯔꯁꯤꯡꯗ ꯑꯥꯎꯠꯁꯣꯔꯁ ꯇꯧꯕ ꯌꯥꯏ꯫ ꯃꯁꯤꯅ ꯃꯃꯜ ꯍꯟꯊꯍꯟꯕꯇ ꯅꯠꯇꯅ ꯅꯍꯥꯛꯀꯤ ꯕꯤꯖꯤꯅꯦꯁꯀꯤ ꯑꯇꯣꯞꯄ ꯃꯁꯛꯁꯤꯡꯗ ꯃꯤꯠꯌꯦꯡ ꯊꯝꯅꯕ ꯔꯤꯁꯣꯔꯁꯁꯤꯡꯁꯨ ꯐ꯭ꯔꯤ ꯑꯣꯏꯍꯜꯂꯤ꯫ ꯑꯇꯣꯞꯄ ꯃꯆꯥꯛꯁꯤꯡ ꯊꯤꯕ: ꯅꯍꯥꯛꯀꯤ ꯄꯣꯠꯊꯣꯛ ꯑꯗꯨꯒꯤ ꯃꯒꯨꯟ ꯑꯗꯨ ꯍꯧꯖꯤꯛꯁꯨ ꯉꯥꯛꯇꯨꯅ ꯊꯝꯂꯒ ꯍꯦꯟꯅ ꯁꯦꯟꯗꯣꯡ ꯂꯩꯕ ꯑꯇꯣꯞꯄ ꯃꯆꯥꯛꯁꯤꯡꯅ ꯃꯍꯨꯠ ꯁꯤꯟꯕ ꯑꯁꯤ ꯄꯨꯊꯣꯛꯄꯒꯤ ꯃꯃꯜ ꯍꯟꯊꯍꯟꯅꯕꯒꯤ ꯑꯆꯧꯕ ꯃꯑꯣꯡ ꯑꯃꯅꯤ꯫ ꯂꯦꯕꯔ ꯀꯣꯁ꯭ꯠ ꯍꯟꯊꯍꯟꯕ ꯃꯁꯤ ꯑꯣꯇꯣꯃꯦꯁꯟꯒꯤ ꯈꯨꯠꯊꯥꯡꯗ ꯅꯠꯇ꯭ꯔꯒ ꯏꯝꯄꯂꯣꯌꯤꯁꯤꯡꯕꯨ ꯊꯕꯛ ꯀꯌꯥ ꯄꯥꯡꯊꯣꯛꯅꯕ ꯇ꯭ꯔꯦꯅꯤꯡ ꯄꯤꯗꯨꯅ ꯐꯪꯕ ꯌꯥꯏ꯫ ꯃꯗꯨꯅ ꯑꯍꯦꯟꯕ ꯏꯝꯄꯂꯣꯌꯤꯁꯤꯡꯒꯤ ꯃꯊꯧ ꯇꯥꯕ ꯍꯟꯊꯍꯜꯂꯤ꯫ ꯕꯜꯀ ꯄꯔꯆꯦꯖꯁꯤꯡ ꯏꯁ ꯏꯁꯄꯂꯥꯏꯁꯤꯡ ꯕꯜꯀ ꯑꯣꯏꯅ ꯂꯧꯕꯅ ꯄꯨꯊꯣꯛꯄꯒꯤ ꯃꯃꯜ ꯍꯟꯊꯍꯟꯕꯗ ꯃꯇꯦꯡ ꯄꯥꯡꯒꯅꯤ꯫ ꯃꯔꯝꯗꯤ ꯁꯞꯂꯥꯏꯌꯔꯁꯤꯡꯅ ꯑꯌꯥꯝꯕꯅ ꯑꯆꯧꯕ ꯑꯣꯔꯗꯔꯁꯤꯡꯒꯤꯗꯃꯛꯇ ꯗꯤꯁꯀꯥꯎꯟꯇ ꯄꯤꯔꯤ꯫ ꯃꯁꯤꯒꯤ ꯃꯊꯛꯇ ꯃꯁꯤꯅ ꯑꯗꯣꯝꯅ ꯑꯌꯥꯝꯕ ꯃꯇꯝꯗ ꯑꯃꯨꯛ ꯍꯟꯅ ꯑꯣꯔꯗꯔ ꯇꯧꯕ ꯃꯊꯧ ꯇꯥꯔꯣꯏ ꯍꯥꯏꯕꯅꯤ ꯃꯁꯤꯅꯥ ꯁꯤꯄꯤꯡꯒꯤ ꯆꯥꯗꯤꯡ ꯍꯟꯊꯍꯜꯂꯤ꯫ ꯏꯅꯔꯖꯤ ꯀꯟꯖꯨꯝꯄꯁꯟ ꯍꯟꯊꯍꯟꯕ: ꯏꯅꯔꯖꯤ ꯏꯐꯤꯁꯤꯌꯦꯟꯇ ꯑꯣꯏꯕ ꯈꯨꯠꯂꯥꯏꯁꯤꯡ ꯁꯤꯖꯤꯟꯅꯕ ꯅꯠꯇ꯭ꯔꯒ ꯅꯟ-ꯄꯤꯛ ꯑꯣꯏꯕ ꯃꯇꯝꯗ ꯄꯥꯋꯔ ꯀꯟꯖꯨꯝꯄꯁꯟ ꯍꯟꯊꯍꯟꯕ ꯑꯁꯤꯒꯨꯝꯕ ꯏꯅꯔꯖꯤ ꯏꯐꯤꯁꯤꯌꯦꯟꯇ ꯑꯣꯏꯕꯥ ꯊꯧꯔꯥꯡꯁꯤꯡ ꯄꯥꯌꯈꯠꯄꯅꯥ ꯏꯅꯔꯖꯤꯒꯤ ꯃꯃꯜ ꯌꯥꯝꯅ ꯍꯟꯊꯍꯟꯕ ꯉꯝꯒꯅꯤ꯫ ꯄ꯭ꯔꯤꯚꯦꯟꯇꯤꯕ ꯃꯦꯟꯇꯦꯅꯦꯟꯁ: ꯏꯪꯕꯤꯄꯃꯦꯟꯇꯁꯤꯡ ꯆꯥꯡ ꯅꯥꯏꯅ ꯃꯦꯟꯇꯤꯅꯦꯟꯁ ꯇꯧꯕꯅ ꯕ꯭ꯔꯦꯛꯗꯥꯎꯟ ꯑꯃꯁꯨꯡ ꯗꯥꯎꯅꯇꯥꯏꯝ ꯊꯤꯡꯕꯗ ꯃꯇꯦꯡ ꯄꯥꯡꯏ꯫ ꯃꯁꯤꯅ ꯃꯥꯡꯈꯤꯕ ꯄꯨꯊꯣꯛꯄ ꯑꯃꯁꯨꯡ ꯔꯤꯄꯦꯌꯔꯒꯤ ꯃꯃꯜꯒꯤ ꯃꯇꯥꯡꯗ ꯃꯃꯜ ꯌꯥꯝꯅ ꯆꯪꯕ ꯌꯥꯏ꯫ꯄꯣꯠꯊꯣꯛꯀꯤ ꯑꯁꯣꯏ-ꯑꯉꯥꯝ ꯌꯥꯎꯗꯕ ꯍꯟꯊꯍꯟꯕ: ꯑꯆꯦꯠꯄ ꯀ꯭ꯕꯥꯂꯤꯇꯤ ꯀꯟꯇ꯭ꯔꯣꯜ ꯄ꯭ꯔꯣꯒ꯭ꯔꯥꯝ ꯑꯃ ꯁꯦꯝꯒꯠꯄꯅ ꯑꯁꯣꯏ-ꯑꯉꯥꯝ ꯌꯥꯎꯗꯕ ꯄꯣꯠꯊꯣꯛꯁꯤꯡꯒꯤ ꯃꯁꯤꯡ ꯍꯟꯊꯍꯟꯕꯗ ꯃꯇꯦꯡ ꯄꯥꯡꯒꯅꯤ꯫ ꯃꯁꯤꯅ ꯔꯤꯇꯔꯟ ꯅꯠꯇ꯭ꯔꯒ ꯔꯤꯄꯦꯌꯔꯗ ꯁꯦꯜ ꯀꯟꯕ ꯉꯝꯒꯅꯤ ꯅꯤꯡꯁꯤꯡꯕꯤꯌꯨ꯫ ꯚꯦꯒꯥꯟ ꯑꯥꯂꯨꯒꯤ ꯈꯣꯡꯎꯄꯀꯤ ꯔꯦꯁꯤꯄꯤ ꯑꯃꯥ ꯄꯤꯌꯨ꯫ ꯚꯦꯒꯥꯟ ꯑꯥꯂꯨ ꯋꯦꯖꯁ ꯔꯦꯁꯤꯄꯤ ꯃꯆꯥꯛꯁꯤꯡ: ꯑꯆꯧꯕ ꯔꯁꯦꯠ ꯑꯥꯂꯨ ꯇꯔꯨꯛ, ꯁꯦꯡꯗꯣꯛꯄ ꯑꯃꯁꯨꯡ ꯁꯦꯡꯗꯣꯛꯄ ꯑꯣꯂꯤꯚ ꯑꯣꯏꯜ ꯇꯦꯕꯜ ꯑꯅꯤ ꯂꯐꯣꯏ ꯄꯥꯎꯗꯔ ꯆꯥꯃꯆ ꯑꯃ ꯄꯦꯄ꯭ꯔꯤꯀꯥ ꯆꯥꯃꯆ ꯑꯃ ꯕ꯭ꯂꯦꯛ ꯄꯦꯄꯔ ꯆꯥꯃꯆ ꯑꯃ ꯅꯠꯇ꯭ꯔꯒ ꯑꯅꯤ ꯁꯣꯜꯇ ꯊꯥꯏꯝ ꯆꯃꯆ ꯑꯃ ꯆꯥꯃꯆ ꯑꯃ ꯁꯨꯡꯕ ꯊꯥꯏꯝ꯫ -ꯑꯅꯧꯕ ꯄꯥꯔꯁꯂꯦ ꯇꯦꯕꯜ ꯑꯅꯤ ꯇꯛꯈꯥꯏꯔꯕ (ꯑꯣꯄꯁꯅꯦꯜ) ꯏꯅꯁ꯭ꯇꯔꯛꯁꯅꯁꯤꯡ: ꯑꯁꯥꯕꯥ ꯏꯁꯤꯡ ꯑꯗꯨ ꯗꯥ ꯊꯝꯖꯤꯜꯂꯨ ꯑꯃꯁꯨꯡ ꯑꯆꯧꯕ ꯕꯦꯀꯤꯡ ꯁꯤꯠ ꯑꯃ ꯄꯥꯔꯆꯃꯦꯟꯇ ꯄꯦꯄꯔ ꯑꯃꯅ ꯂꯥꯏꯟ ꯇꯧ꯫ ꯑꯥꯂꯨ ꯑꯗꯨ ꯂꯦꯡ-ꯑꯣꯠꯄꯒꯤ ꯃꯑꯣꯡꯗ ꯇꯔꯨ-ꯇꯅꯥꯟꯅ ꯊꯝꯖꯤꯜꯂꯨ꯫ ꯃꯗꯨꯒꯤ ꯃꯇꯨꯡꯗ ꯇꯪꯈꯥꯏ ꯑꯃꯃꯝ ꯃꯔꯤ ꯗꯒꯤ ꯃꯉꯥ ꯐꯥꯎꯕ ꯀꯥꯄꯁꯤꯜꯂꯨ꯫ ꯑꯥꯂꯨꯒꯤ ꯈꯣꯡꯎꯞ ꯑꯗꯨ ꯑꯆꯧꯕ ꯊꯥꯎꯃꯩ ꯑꯃꯗ ꯊꯝꯃꯨ ꯑꯃꯁꯨꯡ ꯃꯗꯨꯗ ꯑꯣꯂꯤꯚ ꯑꯣꯜ, ꯒꯥꯔꯤꯛꯀꯤ ꯄꯥꯎꯗꯔ, ꯄꯦꯄꯔꯤꯛ, ꯌꯨꯕꯤꯒꯤ ꯄꯥꯎꯗꯔ, ꯕ꯭ꯂꯦꯛ ꯄꯦꯄꯔ, ꯁꯣꯜꯇ ꯑꯃꯁꯨꯡ ꯊꯥꯏꯝ ꯍꯥꯄꯆꯤꯜꯂꯨ꯫ ꯋꯦꯗꯔꯁꯤꯡ ꯑꯗꯨ ꯁꯤꯖꯤꯅꯤꯡꯒꯥ ꯂꯣꯌꯅꯅꯥ ꯀꯣꯠ ꯇꯧꯅꯕꯥ ꯇꯣꯁ ꯇꯧ꯫ ꯁꯦꯝ-ꯁꯥꯔꯕꯥ ꯕꯦꯀꯤꯡ ꯁꯤꯠ ꯑꯗꯨꯗꯥ ꯑꯥꯂꯨꯒꯤ ꯈꯣꯡꯎꯞ ꯑꯗꯨ ꯂꯦꯡ-ꯑꯣꯠꯄꯗ ꯂꯦꯡꯗꯅꯥ ꯊꯝꯃꯨ꯫ ꯃꯤꯅꯠ ꯀꯨꯟꯃꯉꯥꯗꯒꯤ ꯀꯨꯟꯊ꯭ꯔꯥ ꯐꯥꯎꯕ ꯅꯠꯇ꯭ꯔꯒ ꯇꯔꯨ-ꯇꯅꯥꯟꯕ ꯑꯃꯁꯨꯡ ꯌꯥꯝꯅ ꯊꯨꯅ ꯁꯅꯥꯒꯤ ꯇꯛꯂꯕ ꯐꯥꯎꯕꯥ ꯊꯛꯎ꯫ ꯀꯔꯤꯒꯨꯝꯕ ꯁꯤꯖꯤꯟꯅꯔꯕꯗꯤ, ꯑꯅꯧꯕ ꯄꯥꯔꯁꯂꯦ ꯑꯃ ꯊꯥꯎ, ꯑꯃꯁꯨꯡ ꯅꯍꯥꯛꯅꯥ ꯌꯥꯝꯅꯥ ꯄꯥꯝꯅꯕ ꯗꯤꯞꯄꯤꯡ ꯁꯁꯀꯥ ꯂꯣꯏꯅꯅ ꯈꯨꯗꯛꯇ ꯄꯤꯖꯕꯤꯌꯨ꯫ ꯑꯗꯣꯝꯒꯤ ꯃꯆꯤ ꯑꯣꯏꯕ ꯑꯃꯁꯨꯡ ꯍꯛꯆꯥꯡ ꯐꯅ ꯂꯩꯅꯕ ꯚꯦꯒꯥꯟ ꯑꯥꯂꯨꯒꯤ ꯈꯣꯡꯎꯄꯁꯤꯡ ꯅꯨꯡꯉꯥꯏꯕꯤꯌꯨ꯫